ꯅꯨꯃꯤꯗꯥꯡꯒꯤ ꯆꯥꯛꯂꯦꯟ ꯑꯃꯗ ꯄꯤꯖꯕ ꯌꯥꯕꯥ ꯃꯦꯅꯨ ꯑꯥꯏꯇꯦꯝ ꯑꯃ ꯄꯤꯌꯨ꯫ ꯗꯤꯅꯔ ꯄꯥꯔꯇꯤꯒꯤ ꯃꯦꯅꯨ ꯑꯥꯏꯇꯦꯝ ꯑꯃꯒꯤ ꯁꯖꯦꯁꯟ ꯑꯃꯗꯤ ꯍꯔꯕ ꯁ꯭ꯇꯐꯁꯤꯡꯒ ꯂꯣꯏꯅꯅ ꯀ꯭ꯂꯥꯁꯤꯛ ꯔꯣꯇꯦꯗ ꯆꯤꯀꯟ ꯑꯃ ꯑꯣꯏꯕ ꯌꯥꯏ, ꯃꯁꯤ ꯒꯥꯔꯤꯛꯀꯤ ꯃꯁꯛ ꯊꯣꯛꯄ ꯑꯥꯂꯨ ꯑꯃꯁꯨꯡ ꯒ꯭ꯔꯤꯜ ꯇꯧꯔꯕ ꯑꯦꯁꯄꯔꯥꯒꯨꯁꯀ ꯂꯣꯏꯅꯅ ꯄꯤꯖꯧ꯫ ꯀꯨꯞꯁꯤꯟꯕ ꯈꯣꯡꯎꯞ ꯑꯃꯁꯨꯡ ꯃꯆꯤ ꯑꯣꯏꯕ ꯁ꯭ꯇꯥꯐꯁꯤꯡꯒ ꯂꯣꯏꯅꯅ ꯃꯆꯤ ꯑꯣꯏꯕ ꯆꯤꯟꯖꯥꯛ ꯑꯁꯤ ꯃꯇꯝ ꯄꯨꯝꯅꯃꯛꯇ ꯃꯤ ꯌꯥꯝꯅ ꯇꯤꯟꯕ ꯄꯣꯠꯁꯛ ꯑꯃꯅꯤ ꯑꯗꯨꯒ ꯂꯐꯣꯏꯅ ꯁꯦꯝꯕ ꯑꯥꯂꯨ ꯑꯃꯁꯨꯡ ꯒ꯭ꯔꯤꯜ ꯇꯧꯔꯕ ꯑꯦꯁꯄꯔꯥꯒꯨꯁꯅ ꯃꯄꯨꯡ ꯐꯥꯕ ꯀꯝꯄ꯭ꯂꯤꯃꯦꯟꯇꯤꯡ ꯐ꯭ꯂꯦꯕꯔ ꯑꯃꯁꯨꯡ ꯇꯦꯛꯁꯆꯔꯁꯤꯡ ꯄꯤꯗꯨꯅ ꯊꯋꯥꯏ ꯌꯥꯎꯕ ꯑꯃꯁꯨꯡ ꯃꯆꯤ ꯑꯣꯏꯕ ꯆꯤꯟꯖꯥꯛ ꯑꯃ ꯃꯄꯨꯡ ꯐꯥꯍꯜꯂꯤ꯫ ꯁꯦꯟꯇꯤꯃꯦꯟꯠ ꯑꯦꯅꯥꯂꯥꯏꯁꯤꯁꯀꯤꯗꯃꯛ ꯀꯔꯤ ꯄꯥꯝꯕꯩꯁꯤꯡ ꯂꯩꯕꯒꯦ? ꯁꯦꯟꯇꯤꯃꯦꯟꯠ ꯑꯦꯅꯥꯂꯥꯏꯁꯤꯁ ꯄꯥꯡꯊꯣꯛꯅꯕꯒꯤꯗꯃꯛꯇ ꯇꯣꯉꯥꯟ ꯇꯣꯉꯥꯟꯕ ꯄꯥꯝꯕꯩꯁꯤꯡ ꯂꯩ, ꯃꯈꯣꯏꯁꯤꯡ ꯑꯗꯨꯗꯤ- ꯔꯨꯜꯗ ꯌꯨꯝꯐꯝ ꯑꯣꯏꯕ ꯑꯦꯄ꯭ꯔꯣꯆ: ꯃꯁꯤꯒꯤ ꯄꯥꯝꯕꯩ ꯑꯁꯤꯅ ꯇꯦꯛꯁꯇ ꯌꯨꯝꯐꯝ ꯑꯣꯏꯗꯨꯅ ꯄꯣꯖꯤꯇꯤꯕ, ꯅꯦꯒꯦꯇꯤꯕ ꯅꯠꯇ꯭ꯔꯒ ꯅ꯭ꯌꯨꯇ꯭ꯔꯤꯜ ꯑꯣꯏꯕ ꯀ꯭ꯂꯥꯁꯤꯐꯥꯏ ꯇꯧꯅꯕ ꯔꯨꯜꯁꯤꯡꯒꯤ ꯁꯦꯠ ꯑꯃ ꯅꯠꯇ꯭ꯔꯒ ꯋꯥꯔꯦꯞ ꯂꯧꯕꯒꯤ ꯂꯧꯕꯨꯛ ꯑꯃ ꯁꯦꯝꯕ ꯌꯥꯎꯏ꯫ ꯅꯤꯌꯝ ꯑꯁꯤ ꯌꯥꯎꯔꯤ꯫ ꯈꯨꯗꯝ ꯑꯣꯏꯅ, "ꯑꯐꯕ" ꯅꯠꯇ꯭ꯔꯒ "ꯑꯆꯧꯕ"ꯒꯨꯝꯕ ꯄꯣꯖꯤꯇꯤꯕ ꯑꯣꯏꯕ ꯀꯤ-ꯋꯥꯔꯗꯁꯤꯡ ꯑꯃꯁꯨꯡ "ꯐꯠꯇꯕ" ꯅꯠꯇ꯭ꯔꯒ "ꯑꯀꯤꯕ"ꯒꯨꯝꯕ ꯅꯦꯒꯦꯇꯤꯕ ꯀꯤ-ꯋꯥꯔꯗꯁꯤꯡ ꯂꯩꯕ꯭ꯔ ꯍꯥꯏꯕꯗ‌ꯣ ꯆꯦꯛ ꯇꯧꯕ꯫ ꯑꯦꯄ꯭ꯔꯣꯆ ꯑꯁꯤꯒꯤ ꯑꯋꯥꯠꯄꯁꯤꯡꯒꯤ ꯃꯅꯨꯡꯗ ꯁꯥꯔꯀꯥꯁꯝ ꯈꯪꯗꯣꯛꯄ ꯉꯝꯗꯕ, ꯑꯃꯁꯨꯡ ꯍꯣꯡꯂꯛꯂꯤꯕ ꯂꯣꯟ ꯁꯤꯖꯤꯟꯅꯕꯒꯤ ꯑꯦꯀꯥꯎꯟꯠ ꯇꯧꯅꯕ ꯔꯨꯜꯁꯤꯡ ꯑꯁꯤ ꯆꯥꯡ ꯅꯥꯏꯅ ꯑꯞꯗꯦꯠ ꯇꯧꯕꯒꯤ ꯃꯊꯧ ꯇꯥꯕ ꯑꯁꯤ ꯌꯥꯎꯏ꯫ ꯂꯦꯛꯁꯤꯀꯣꯟꯗ ꯌꯨꯝꯐꯝ ꯑꯣꯏꯕ ꯑꯦꯄ꯭ꯔꯣꯆ: ꯃꯁꯤꯒꯤ ꯄꯥꯝꯕꯩ ꯑꯁꯤꯅ ꯄꯣꯖꯤꯇꯤꯕ ꯑꯃꯁꯨꯡ ꯅꯦꯒꯦꯇꯤꯕ ꯋꯥꯍꯩ ꯃꯁꯤꯡ ꯊꯤꯗꯨꯅ ꯇꯦꯛꯁꯀꯤ ꯄꯣꯂꯔꯤꯇꯤ ꯂꯦꯞꯊꯣꯛꯄ ꯑꯃꯁꯨꯡ ꯃꯁꯤꯕꯨ ꯀ꯭ꯂꯥꯁꯤꯐꯥꯏ ꯇꯧꯅꯕ ꯁ꯭ꯀꯣꯔ ꯇꯧꯕꯒꯤ ꯃꯦꯀꯥꯅꯤꯖꯝ ꯑꯃ ꯁꯤꯖꯤꯟꯅꯗꯨꯅ ꯌꯥꯎꯏ꯫ ꯃꯍꯧꯁꯥꯅ ꯁꯤꯖꯤꯟꯅꯕ ꯂꯦꯛꯁꯤꯀꯣꯟ ꯑꯃꯗꯤ ꯑꯦ. ꯑꯦꯐ. ꯑꯥꯏ. ꯑꯦꯟ. ꯑꯦꯟ. ꯃꯦꯁꯤꯟ ꯂꯔꯅꯤꯡ ꯑꯦꯄ꯭ꯔꯣꯆ: ꯃꯁꯤꯒꯤ ꯄꯥꯝꯕꯩ ꯑꯁꯤꯅ ꯑꯅꯧꯕ ꯇꯦꯛꯁ ꯀ꯭ꯂꯥꯁꯤꯐꯥꯏ ꯇꯧꯕꯗ ꯁꯤꯖꯤꯟꯅꯕ ꯌꯥꯕ ꯄꯦꯇꯔꯟꯁꯤꯡ ꯈꯪꯗꯣꯛꯅꯕ ꯂꯦꯕꯦꯟ ꯇꯧꯔꯕ ꯗꯦꯇꯥꯗ ꯃꯦꯁꯤꯟ ꯂꯔꯅꯤꯡ ꯃꯣꯗꯦꯜ ꯑꯃ ꯇ꯭ꯔꯦꯅꯤꯡ ꯄꯤꯕꯅꯤ꯫ ꯃꯁꯤꯒꯤ ꯄꯥꯝꯕꯩ ꯑꯁꯤ ꯃꯍꯧꯁꯥꯅ ꯑꯆꯧꯕ ꯗꯦꯇꯥꯁꯦꯠ ꯑꯃ ꯃꯊꯧ ꯇꯥꯏ ꯑꯃꯁꯨꯡ ꯔꯨꯜ ꯑꯃꯁꯨꯡ ꯂꯦꯛꯁꯤꯀꯣꯟꯗ ꯌꯨꯝꯐꯝ ꯑꯣꯏꯕ ꯑꯦꯄ꯭ꯔꯣꯆꯁꯤꯡꯒ ꯆꯥꯡꯗꯝꯅꯕꯗ ꯍꯦꯟꯅ ꯐꯕ ꯑꯆꯨꯝꯕ ꯂꯩ꯫ ꯁꯦꯟꯇꯤꯃꯦꯟꯠ ꯑꯦꯅꯥꯂꯥꯏꯁꯤꯁꯀꯤꯗꯃꯛꯇ ꯃꯍꯧꯁꯥꯅ ꯁꯤꯖꯤꯟꯅꯕ ꯃꯦꯁꯤꯟ ꯂꯔꯅꯤꯡ ꯇꯦꯛꯅꯤꯛ ꯈꯔꯗꯤ ꯅꯦꯕ ꯕꯦꯌꯦꯁ, ꯁ꯭ꯄꯣꯔꯠ ꯚꯦꯛꯇꯔ ꯃꯦꯁꯤꯟꯁꯤꯡ, ꯑꯃꯁꯨꯡ ꯂꯣꯖꯤꯁꯇꯤꯛ ꯔꯤꯒ꯭ꯔꯦꯁꯟ ꯑꯁꯤꯅꯤ꯫ ꯗꯤꯞ ꯂꯔꯅꯤꯡ ꯑꯦꯞꯔꯣꯆ: ꯁꯦꯟꯇꯤꯃꯦꯟꯠ ꯑꯦꯅꯥꯂꯥꯏꯁꯤꯁ ꯄꯥꯡꯊꯣꯛꯅꯕ ꯔꯤꯀꯣꯔꯗ ꯅ꯭ꯌꯨꯔꯜ ꯅꯦꯇꯋꯥꯔꯛ, ꯂꯣꯡ ꯁꯣꯔꯠ-ꯇꯔꯝ ꯃꯦꯃꯣꯔꯤ ꯑꯃꯁꯨꯡ ꯀꯟꯚꯣꯂꯨꯁꯅꯦꯜ ꯅ꯭ꯌꯨꯔꯜ ꯅꯦꯠꯋꯥꯔꯛ ꯒꯨꯝꯕ ꯗꯤꯞ ꯂꯔꯅꯤꯡ ꯇꯦꯛꯅꯤꯛꯁꯤꯡ ꯁꯤꯖꯤꯟꯅꯕ ꯌꯥꯏ꯫ ꯍꯥꯏꯔꯤꯕ ꯇꯦꯛꯅꯤꯛꯁꯤꯡ ꯑꯁꯤꯅ ꯀꯝꯄ꯭ꯂꯦꯛꯁ ꯂꯣꯜꯒꯤ ꯃꯑꯣꯡ ꯃꯇꯧꯁꯤꯡ ꯂꯧꯁꯤꯟꯕ ꯑꯃꯁꯨꯡ ꯑꯆꯧꯕ ꯗꯦꯇꯥꯁꯦꯠꯁꯤꯡ ꯍꯦꯟꯗꯜ ꯇꯧꯕ ꯉꯝꯕꯅ ꯃꯔꯝ ꯑꯣꯏꯗꯨꯅ ꯇ꯭ꯔꯦꯗꯤꯁꯅꯦꯜ ꯃꯦꯁꯤꯟ ꯂꯔꯅꯤꯡ ꯃꯦꯊꯗꯁꯤꯡꯗꯒꯤ ꯍꯦꯟꯅ ꯐꯕ ꯑꯣꯏ ꯍꯥꯏꯕ ꯎꯠꯂꯦ꯫ ꯍꯥꯏꯕ꯭ꯔꯤꯗ ꯑꯦꯄ꯭ꯔꯣꯆ: ꯃꯁꯤꯒꯤ ꯑꯦꯄ꯭ꯔꯣꯆ ꯑꯁꯤꯅ ꯃꯊꯛꯇ ꯄꯟꯈ꯭ꯔꯤꯕ ꯃꯦꯊꯗ ꯑꯅꯤ ꯅꯠꯇ꯭ꯔꯒ ꯃꯁꯤꯗꯒꯤ ꯍꯦꯟꯅꯕ ꯑꯁꯤ ꯄꯨꯟꯁꯤꯟꯗꯨꯅ ꯁꯦꯟꯇꯤꯃꯦꯟꯠ ꯑꯦꯅꯥꯂꯥꯏꯁꯤꯁꯀꯤ ꯑꯆꯨꯝꯕ ꯑꯃꯁꯨꯡ ꯔꯣꯕꯁꯇꯦꯟꯁ ꯐꯒꯠꯍꯜꯂꯤ꯫ ꯃꯦꯊꯗ ꯈꯨꯗꯤꯡꯃꯛꯀꯤ ꯃꯁꯥꯒꯤ ꯑꯣꯏꯕ ꯀꯥꯟꯅꯕꯁꯤꯡ ꯑꯃꯁꯨꯡ ꯈꯨꯗꯣꯡꯆꯥꯗꯕꯁꯤꯡ ꯂꯩ, ꯑꯃꯁꯨꯡ ꯃꯦꯊꯗ ꯈꯟꯕꯁꯤ ꯑꯀꯛꯅꯕ ꯌꯨꯖꯔ ꯀꯦꯁ ꯑꯃꯁꯨꯡ ꯃꯊꯧ ꯇꯥꯕꯁꯤꯡꯒꯤ ꯃꯈꯥ ꯄꯣꯜꯂꯤ꯫ ꯑꯦꯖꯨꯀꯦꯁꯟꯗ ꯋꯥꯔꯤ ꯂꯤꯕꯒꯤ ꯃꯔꯨꯑꯣꯏꯕ ꯑꯗ‌ꯣ ꯁꯟꯗꯣꯛꯅ ꯇꯥꯛꯄꯤꯌꯨ꯫ ꯋꯥꯔꯤ ꯂꯤꯕ ꯑꯁꯤ ꯑꯦꯖꯨꯀꯦꯁꯟꯗ ꯇꯉꯥꯏꯐꯗꯕ ꯈꯨꯠꯂꯥꯏ ꯑꯃꯅꯤ ꯃꯔꯝꯗꯤ ꯃꯁꯤꯅ ꯂꯔꯅꯔꯁꯤꯡꯒꯤ ꯄꯨꯛꯅꯤꯡ ꯑꯃꯁꯨꯡ ꯏꯃꯦꯖꯃꯦꯟꯠ ꯑꯗꯨ ꯂꯧꯁꯤꯜꯂꯤ, ꯏꯟꯐꯣꯔꯃꯦꯁꯟ ꯑꯗꯨ ꯍꯦꯟꯅ ꯅꯤꯡꯊꯤꯅ ꯈꯪꯕ ꯑꯃꯁꯨꯡ ꯊꯝꯕꯗ ꯂꯥꯏꯊꯣꯛꯍꯜꯂꯤ꯫ ꯃꯁꯤꯅ ꯀꯟꯇꯦꯛꯁ ꯑꯃꯁꯨꯡ ꯃꯔꯤ ꯂꯩꯅꯕ ꯄꯤꯔꯤ, ꯃꯁꯤꯅ ꯀꯝꯄ꯭ꯂꯦꯛꯁ ꯑꯣꯏꯕ ꯋꯥꯈꯜꯂꯣꯟꯁꯤꯡꯕꯨ ꯍꯦꯟꯅ ꯃꯔꯤ ꯂꯩꯅꯕ ꯑꯃꯁꯨꯡ ꯅꯤꯡꯁꯤꯡꯅꯤꯡꯉꯥꯏ ꯑꯣꯏꯍꯜꯂꯤ꯫ ꯋꯥꯔꯤ ꯁꯥꯅꯕ ꯑꯁꯤꯅ ꯃꯍꯩꯔꯣꯏꯁꯤꯡꯕꯨ ꯇꯣꯉꯥꯟ ꯇꯣꯉꯥꯟꯕ ꯃꯤꯠꯌꯦꯡ ꯑꯃꯁꯨꯡ ꯑꯦꯛꯁꯄꯔꯤꯌꯦꯟꯁꯁꯤꯡꯗ ꯈꯪꯍꯟꯗꯨꯅ ꯇꯝꯄꯇꯤ ꯑꯃꯁꯨꯡ ꯀꯜꯆꯔꯦꯟ ꯑꯟꯗꯔꯁꯇꯦꯟꯗꯤꯡ ꯁꯦꯝꯒꯠꯄꯗꯁꯨ ꯃꯇꯦꯡ ꯄꯥꯡꯏ꯫ ꯃꯍꯩꯔꯣꯏꯁꯤꯡꯒꯤ ꯏꯃꯣꯁꯟꯁꯤꯡꯒ ꯂꯣꯏꯅꯅ ꯋꯥꯔꯤ ꯁꯥꯅꯕꯅ ꯇꯝꯅꯕꯒꯤ ꯅꯨꯡꯁꯤꯕ ꯑꯃ ꯄꯣꯛꯍꯜꯂꯤ ꯑꯃꯁꯨꯡ ꯃꯈꯣꯏꯕꯨ ꯑꯅꯧꯕ ꯋꯥꯈꯜꯂꯣꯟ ꯑꯃꯁꯨꯡ ꯋꯥꯈꯜꯂꯣꯟꯁꯤꯡ ꯊꯤꯖꯤꯟꯅꯕ ꯄꯨꯛꯅꯤꯡ ꯊꯧꯒꯠꯂꯤ